ꯑꯥꯏ. ꯄꯥꯝꯕꯩꯁꯤꯡ ꯑꯦ. ꯑꯥꯏ. ꯁꯤꯁ꯭ꯇꯦꯝꯁꯤꯡꯒꯤ ꯏꯐꯦꯛꯇꯤꯕꯅꯦꯁ ꯏꯚꯥꯂꯨꯑꯦꯠ ꯇꯧꯕꯗꯥ ꯁꯤꯖꯤꯟꯅꯕꯥ ꯈ꯭ꯋꯥꯏꯗꯒꯤ ꯀꯃꯟ ꯑꯣꯏꯕꯥ ꯃꯦꯠꯔꯤꯛ ꯑꯃꯗꯤ 'ꯑꯦꯛꯌꯨꯔꯦꯁꯤ'ꯅꯤ꯫ ꯑꯦꯛꯌꯨꯔꯦꯁꯤ ꯍꯥꯏꯕꯁꯤ ꯑꯦ. ꯑꯥꯏ. ꯁꯤꯁ꯭ꯇꯦꯝꯅꯥ ꯄꯨꯊꯣꯛꯄꯥ ꯑꯆꯨꯝꯕꯥ ꯔꯤꯖꯜꯇꯁꯤꯡꯒꯤ ꯆꯥꯗꯥ ꯑꯗꯨꯕꯨ ꯈꯪꯅꯩ꯫ ꯑꯆꯨꯝꯕꯥ ꯃꯥꯄꯜꯒꯤ ꯇꯣꯉꯥꯟ ꯇꯣꯉꯥꯟꯕꯥ ꯑꯦꯞꯄꯔꯣꯆꯁꯤꯡ ꯂꯩꯔꯤ, ꯃꯗꯨꯒꯤ ꯃꯅꯨꯡꯗꯥ ꯄ꯭ꯔꯤꯁꯤꯁꯟ, ꯔꯤꯀꯣꯜ, ꯑꯃꯁꯨꯡ ꯑꯦꯐ.꯱ ꯁ꯭ꯀꯣꯔ ꯌꯥꯎꯔꯤ꯫ ꯄ꯭ꯔꯤꯁꯤꯁꯟꯅꯥ ꯃꯌꯦꯛ ꯁꯦꯡꯅꯥ ꯈꯪꯗꯣꯛꯄꯥ ꯉꯝꯕꯥ ꯄꯣꯖꯤꯇꯤꯕ ꯑꯣꯏꯕꯥ ꯔꯤꯖꯜꯇꯁꯤꯡꯒꯤ ꯆꯥꯗꯥ ꯑꯗꯨ ꯂꯦꯞꯊꯣꯛꯏ, ꯑꯗꯨꯒꯥ ꯔꯤꯀꯣꯜꯅꯥ ꯃꯌꯦꯛ ꯁꯦꯡꯅꯥ ꯈꯪꯗꯣꯛꯄꯥ ꯉꯝꯕꯥ ꯇꯁꯦꯡꯕꯥ ꯄꯣꯖꯤꯇꯤꯕ ꯔꯤꯖꯜꯇꯁꯤꯡꯒꯤ ꯆꯥꯗꯥ ꯑꯗꯨꯕꯨ ꯂꯦꯞꯊꯣꯛꯏ꯫ ꯑꯦꯐꯑꯃ ꯁ꯭ꯀꯣꯔ ꯑꯁꯤ ꯄ꯭ꯔꯤꯁꯤꯁꯟ ꯑꯃꯁꯨꯡ ꯔꯤꯀꯣꯜꯒꯤ ꯍꯥꯔꯃꯣꯅꯤꯛ ꯃꯤꯡꯅꯤ꯫ ꯑꯆꯨꯝꯕꯥ ꯋꯥꯐꯝꯒꯤ ꯃꯊꯛꯇꯥ, ꯑꯦ. ꯑꯥꯏ. ꯏꯐꯤꯁꯤꯑꯦꯟꯁꯤ ꯍꯥꯏꯕꯁꯤ ꯁꯤꯁ꯭ꯇꯦꯝ ꯑꯁꯤꯅꯥ ꯃꯁꯤꯒꯤ ꯑꯣꯄꯔꯦꯁꯟꯁꯤꯡ ꯄꯥꯡꯊꯣꯛꯄꯥ ꯉꯝꯕꯒꯤ ꯈꯣꯡꯖꯦꯜ ꯑꯗꯨꯕꯨ ꯈꯪꯅꯩ꯫ ꯁ꯭ꯀꯦꯂꯦꯕꯤꯂꯤꯇꯤ ꯍꯥꯏꯕꯁꯤ ꯁꯤꯁ꯭ꯇꯦꯝ ꯑꯁꯤꯅꯥ ꯍꯦꯒꯠꯂꯛꯂꯤꯕꯥ ꯊꯕꯛ ꯑꯃꯥ ꯍꯦꯟꯗꯜ ꯇꯧꯕꯥ ꯉꯝꯕꯗꯨꯕꯨ ꯈꯪꯅꯩ꯫ ꯏꯟꯇꯔꯄꯔꯤꯇꯦꯕꯤꯂꯤꯇꯤ ꯍꯥꯏꯕꯁꯤꯅꯥ ꯁꯤꯁ꯭ꯇꯦꯝ ꯑꯁꯤꯒꯤ ꯋꯥꯔꯦꯞꯁꯤꯡ ꯑꯁꯤ ꯃꯤꯑꯣꯏ ꯑꯃꯅꯥ ꯀꯌꯥ ꯌꯥꯝꯅꯥ ꯂꯥꯏꯅꯥ ꯂꯧꯁꯤꯟꯕꯥ ꯉꯝꯕꯒꯦ ꯍꯥꯏꯕꯗꯨꯕꯨ ꯈꯪꯅꯩ꯫ ꯖꯦꯅꯦꯔꯦꯂꯥꯏꯖꯦꯕꯤꯂꯤꯇꯤ ꯍꯥꯏꯕꯁꯤ ꯁꯤꯁ꯭ꯇꯦꯝ ꯑꯁꯤꯅꯥ ꯃꯃꯥꯡꯗꯥ ꯊꯦꯡꯅꯈꯤꯕꯥꯗ ꯑꯅꯧꯕꯥ ꯗꯦꯇꯥꯗꯥ ꯐꯖꯅꯥ ꯄꯥꯡꯊꯣꯛꯄꯥ ꯉꯝꯕꯗꯨꯕꯨ ꯈꯪꯅꯩ꯫ ꯑꯦꯛꯁꯄꯤꯔꯤꯃꯦꯟꯇ ꯗꯤꯖꯥꯏꯟ ꯑꯁꯤ ꯑꯦ. ꯑꯥꯏ. ꯁꯤꯁ꯭ꯇꯦꯝꯁꯤꯡꯒꯤ ꯏꯐꯦꯛꯇꯤꯕꯅꯦꯁ ꯑꯗꯨꯕꯨ ꯊꯤꯖꯤꯟꯕꯒꯤ ꯃꯔꯨꯑꯣꯏꯕꯥ ꯃꯁꯛ ꯑꯃꯅꯤ꯫ ꯌꯥꯝꯅꯥ ꯐꯖꯅꯥ ꯗꯤꯖꯥꯏꯟ ꯇꯧꯔꯕꯥ ꯑꯦꯛꯁꯄꯔꯤꯃꯦꯟꯇ ꯑꯃꯅꯥ ꯔꯤꯁꯔꯆꯔꯁꯤꯡꯅꯥ ꯁꯤꯁ꯭ꯇꯦꯝ ꯑꯁꯤ ꯑꯆꯨꯝꯕꯥ ꯃꯑꯣꯡꯗꯥ ꯏꯚꯥꯂꯨꯑꯦꯠ ꯇꯧꯕꯥ ꯑꯃꯁꯨꯡ ꯑꯔꯊ ꯂꯩꯕꯥ ꯋꯥꯔꯦꯞ ꯂꯧꯕꯥ ꯉꯝꯍꯜꯂꯤ꯫ ꯃꯁꯛ ꯊꯣꯛꯄꯥ ꯑꯦꯛꯁꯄꯔꯤꯃꯦꯟꯇ ꯑꯃꯗꯥ, ꯑꯦ. ꯑꯥꯏ. ꯒꯤ ꯁꯤꯁ꯭ꯇꯦꯝ ꯑꯁꯤ ꯗꯦꯇꯥꯁꯦꯠ ꯑꯃꯗꯥ ꯇ꯭ꯔꯦꯟ ꯇꯧꯏ ꯑꯃꯁꯨꯡ ꯃꯗꯨꯒꯤ ꯃꯇꯨꯡꯗꯥ ꯇꯣꯉꯥꯟꯕꯥ ꯗꯦꯇꯥꯁꯦꯠ ꯑꯃꯗꯥ ꯇꯦꯁ꯭ꯠ ꯇꯧꯏ꯫ ꯑꯦ. ꯑꯥꯏ. ꯁꯤꯁ꯭ꯇꯦꯝꯒꯤ ꯐꯦꯜꯁꯤꯡ ꯑꯁꯤ ꯃꯤꯑꯣꯏꯕꯒꯤ ꯑꯦꯛꯁꯄꯔꯠ ꯑꯃꯒꯤ ꯄꯔꯐꯣꯃꯦꯟꯁ ꯅꯠꯇꯔꯒꯥ ꯁ꯭ꯇꯦꯟꯗꯔꯗ ꯑꯦꯂꯒꯣꯔꯤꯊꯝ ꯑꯃꯒꯤ ꯄꯔꯐꯣꯃꯦꯟꯁꯒꯨꯝꯕꯥ ꯃꯃꯥꯡꯗꯥ ꯂꯦꯞꯊꯣꯛꯈ꯭ꯔꯕꯥ ꯕꯦꯟꯆꯃꯥꯔꯛ ꯑꯃꯒꯥ ꯆꯥꯡꯗꯝꯅꯩ꯫ ꯔꯤꯖꯜꯇꯁꯤꯡ ꯑꯦ. ꯑꯥꯏ. ꯁꯤꯁ꯭ꯇꯦꯝꯁꯤꯡꯒꯤ ꯏꯐꯦꯛꯇꯤꯕꯅꯦꯁ ꯑꯁꯤ ꯍꯦꯜꯀꯦꯌꯔ, ꯐꯥꯏꯅꯥꯟꯁꯅ, ꯇ꯭ꯔꯥꯟꯁꯄꯣꯔꯇꯦꯁꯟ, ꯑꯃꯁꯨꯡ ꯑꯦꯖꯨꯀꯦꯁꯟ ꯌꯥꯎꯅ ꯇꯣꯉꯥꯟ ꯇꯣꯉꯥꯟꯕꯥ ꯗꯣꯃꯦꯟꯁꯤꯡꯗꯥ ꯊꯤꯖꯤꯟꯈ꯭ꯔꯦ꯫ ꯑꯄꯨꯟꯕꯥ ꯑꯣꯏꯅꯥ, ꯗꯣꯃꯦꯟꯁꯤꯡ ꯑꯁꯤꯗꯥ ꯂꯩꯔꯤꯕꯥ ꯑꯔꯨꯕꯥ ꯁꯃꯁ꯭ꯌꯥꯁꯤꯡ ꯀꯣꯍꯟꯕꯗꯥ ꯑꯦ. ꯑꯥꯏ. ꯁꯤꯁ꯭ꯇꯦꯃꯁꯤꯡ ꯑꯁꯤ ꯌꯥꯝꯅꯥ ꯏꯐꯦꯛꯇꯤꯕ ꯑꯣꯏ ꯍꯥꯏꯕꯥ ꯈꯪꯈꯤ ꯫ ꯍꯦꯜꯇꯀꯦꯌꯔꯗꯥ, ꯂꯥꯏꯅꯥ ꯈꯪꯗꯣꯛꯅꯕꯥ ꯑꯃꯁꯨꯡ ꯃꯦꯗꯤꯀꯦꯜꯒꯤ ꯐꯦꯜꯁꯤꯡ ꯂꯥꯎꯊꯣꯛꯅꯕꯥ ꯑꯦ. ꯑꯥꯏ. ꯑꯦꯁ꯭ꯇꯦꯚꯥ ꯑꯦꯠ. ꯒꯤ ꯁ꯭ꯇꯗꯤ ꯑꯃꯗꯥ ꯑꯦꯟ ꯃꯦꯗꯤꯀꯦꯜ ꯍꯤꯁ꯭ꯇꯔꯤ ꯑꯃꯥ ꯄꯤꯔꯒꯥ ꯄ꯭ꯔꯣꯕ꯭ꯂꯦꯝ ꯑꯗꯨ ꯈꯪꯗꯣꯛꯄꯥ꯫